ꯄꯤꯔꯤꯕ ꯄ꯭ꯔꯣꯝꯞꯇ ꯑꯗꯨꯗ ꯌꯨꯝꯐꯝ ꯑꯣꯏꯗꯨꯅ ꯌꯨꯖꯔ ꯄꯔꯁꯣꯅꯥ ꯑꯃ ꯁꯦꯝꯃꯨ꯫ ꯒꯦꯃꯤꯡꯗ ꯄꯨꯛꯅꯤꯡ ꯆꯪꯕ ꯆꯍꯤ ꯀꯨꯟ ꯁꯨꯔꯕꯤ ꯀꯣꯂꯦꯖꯒꯤ ꯃꯍꯩꯔꯣꯏ ꯑꯃꯅꯤ꯫ ꯃꯃꯤꯡ: ꯖꯦꯛ ꯆꯍꯤ: ꯀꯨꯟ ꯃꯐꯝ: ꯀꯣꯂꯦꯖꯒꯤ ꯃꯍꯩꯔꯣꯏ ꯃꯃꯤꯡ: ꯖꯦꯛ ꯑꯁꯤ ꯁꯣꯐꯣꯃꯣꯔ ꯀꯣꯂꯦꯖꯒꯤ ꯃꯍꯩꯔꯣꯏ ꯑꯃꯅꯤ, ꯃꯍꯥꯛꯅ ꯀꯝꯄꯌꯨꯇꯔ ꯁꯥꯏꯟꯁ ꯇꯝꯂꯤ꯫ ꯃꯍꯥꯛ ꯌꯨꯅꯤꯚꯔꯁꯤꯇꯤ ꯀꯦꯝꯄꯁꯀꯤ ꯃꯅꯥꯛꯇ ꯂꯩꯕ ꯑꯇꯣꯞꯄ ꯃꯍꯩꯔꯣꯏ ꯑꯍꯨꯝꯒ ꯂꯣꯏꯅꯅ ꯁꯦꯌꯔ ꯇꯧꯕ ꯑꯦꯄꯥꯔꯇꯃꯦꯟꯇ ꯑꯃꯗ ꯂꯩ꯫ ꯃꯍꯥꯛꯅ ꯀ꯭ꯂꯥꯁꯇꯥ ꯆꯠꯄ ꯅꯠꯇ꯭ꯔꯒꯥ ꯑꯦꯁꯥꯏꯟꯃꯦꯟꯇꯁꯤꯡꯗ ꯊꯕꯛ ꯇꯧꯕ ꯉꯝꯗꯕ ꯃꯇꯝꯗ ꯃꯍꯥꯛꯀꯤ ꯃꯇꯝ ꯑꯌꯥꯝꯕꯗꯤ ꯃꯍꯥꯛꯀꯤ ꯀꯝꯄꯌꯨꯇꯔ ꯅꯠꯇ꯭ꯔꯒ ꯀꯟꯁꯣꯜꯗ ꯒꯦꯝ ꯁꯥꯟꯅꯕꯗ ꯁꯤꯖꯤꯟꯅꯩ꯫ ꯏꯟꯇꯔꯦꯁ꯭ꯇꯁꯤꯡ: ꯖꯦꯛ ꯑꯁꯤ ꯒꯦꯃꯔ ꯑꯃꯅꯤ ꯑꯃꯁꯨꯡ ꯃꯍꯥꯛꯅ ꯃꯈꯜ ꯈꯨꯗꯤꯡꯃꯛꯀꯤ ꯒꯦꯝ ꯁꯥꯟꯅꯕꯗ ꯅꯨꯡꯉꯥꯏꯕ ꯐꯥꯎꯏ, ꯐꯥꯔꯁ-ꯄꯔꯁꯟ ꯁꯨꯇꯔꯗꯒꯤ ꯍꯧꯔꯒꯥ ꯏꯁ꯭ꯇꯔꯦꯇꯦꯖꯤ ꯒꯦꯝ ꯐꯥꯎꯕ꯫ ꯃꯍꯥꯛꯅ ꯇ꯭ꯌꯨꯏꯠ ꯑꯃꯁꯨꯡ ꯌꯨꯇꯨꯎꯕꯒꯨꯝꯕ ꯏꯁ꯭ꯇꯔꯤꯝꯃꯤꯡ ꯄ꯭ꯂꯦꯠꯐꯣꯔꯝꯁꯤꯡꯗ ꯒꯦꯃꯤꯡꯒꯥ ꯃꯔꯤ ꯂꯩꯅꯕ ꯀꯟꯇꯦꯟꯇꯁꯤꯡ ꯌꯦꯡꯕꯗꯁꯨ ꯅꯨꯡꯉꯥꯏꯕ ꯐꯥꯎꯏ꯫ ꯖꯦꯛꯅ ꯒꯦꯃꯤꯡꯒꯤ ꯃꯥꯂꯦꯝꯗ ꯈ꯭ꯋꯥꯏꯗꯒꯤ ꯅꯧꯕ ꯄꯥꯎ ꯑꯃꯁꯨꯡ ꯇ꯭ꯔꯦꯟꯗꯁꯤꯡꯒꯤ ꯃꯇꯥꯡꯗ ꯈꯪꯕ ꯄꯥꯝꯃꯤ ꯑꯃꯁꯨꯡ ꯑꯌꯥꯝꯕꯅ ꯑꯣꯟꯂꯥꯏꯟ ꯒꯦꯃꯤꯡ ꯀꯝꯝꯌꯨꯅꯤꯇꯤꯁꯤꯡ ꯑꯃꯁꯨꯡ ꯐꯣꯔꯝꯁꯤꯡꯗ ꯁꯔꯨꯛ ꯌꯥꯔꯤ꯫ ꯄꯔꯁꯣꯅꯦꯂꯤꯇꯤ: ꯖꯦꯛ ꯑꯁꯤ ꯐ꯭ꯔꯦꯟꯗꯂꯤ ꯑꯃꯁꯨꯡ ꯑꯥꯎꯠꯒꯣꯌꯤꯡ ꯑꯣꯏ꯫ ꯃꯍꯥꯛꯅ ꯑꯇꯣꯞꯄ ꯒꯦꯃꯔꯁꯤꯡꯒ ꯎꯅꯕ ꯑꯃꯁꯨꯡ ꯒꯦꯃꯤꯡꯒ ꯃꯔꯤ ꯂꯩꯅꯕ ꯍꯤꯔꯝꯁꯤꯡ ꯈꯟꯅꯕꯗ ꯅꯨꯡꯉꯥꯏꯕ ꯐꯥꯎꯏ꯫ ꯃꯍꯥꯛ ꯀꯝꯄꯤꯇꯤꯇꯤꯕ ꯃꯤꯑꯣꯏ ꯑꯃꯅꯤ ꯑꯃꯁꯨꯡ ꯒꯦꯃꯁꯤꯡꯗ ꯃꯍꯥꯛꯀꯤ ꯍꯩꯁꯤꯡꯕ ꯑꯃꯁꯨꯡ ꯄꯔꯐꯣꯃꯦꯟꯁ ꯐꯒꯠꯍꯟꯅꯕ ꯃꯁꯥꯕꯨ ꯆꯦꯂꯦꯟꯖ ꯇꯧꯕ ꯄꯥꯝꯃꯤ꯫ ꯑꯗꯨꯝ ꯑꯣꯏꯅꯃꯛ ꯃꯍꯥꯛꯅ ꯁꯥꯟꯅ-ꯈꯣꯠꯅꯕ ꯑꯃꯁꯨꯡ ꯐꯦꯌꯔ ꯄ꯭ꯂꯦꯜꯁꯨ ꯃꯃꯜ ꯌꯥꯝꯅ ꯂꯧꯏ꯫ ꯄꯥꯟꯗꯝꯁꯤꯡ: ꯖꯦꯛꯅ ꯃꯍꯥꯛꯀꯤ ꯂꯥꯏꯔꯤꯛ ꯇꯝꯕ ꯑꯃꯁꯨꯡ ꯒꯦꯃꯤꯡꯒꯤ ꯅꯨꯡꯁꯤꯕꯒꯤ ꯃꯔꯛꯇꯥ ꯕꯦꯂꯦꯟꯁ ꯑꯃ ꯊꯝꯕ ꯄꯥꯝꯃꯤ꯫ ꯃꯍꯥꯛꯅ ꯀꯝꯄꯌꯨꯇꯔ ꯁꯥꯏꯟꯁꯇ ꯗꯤꯒ꯭ꯔꯤ ꯑꯃ ꯂꯧꯗꯨꯅ ꯑꯔꯣꯏꯕꯗ ꯒꯦꯃꯤꯡ ꯏꯟꯗꯁ꯭ꯇꯔꯤꯗ ꯊꯕꯛ ꯑꯃ ꯐꯪꯒꯅꯤ ꯍꯥꯏꯅ ꯊꯥꯖꯩ, ꯃꯐꯝ ꯑꯗꯨꯗ ꯃꯍꯥꯛꯅ ꯃꯍꯥꯛꯀꯤ ꯍꯩꯁꯤꯡꯕ ꯑꯃꯁꯨꯡ ꯂꯧꯁꯤꯡ ꯑꯗꯨ ꯁꯤꯖꯤꯟꯅꯗꯨꯅ ꯑꯅꯧꯕ ꯑꯃꯁꯨꯡ ꯄꯨꯛꯅꯤꯡ ꯊꯧꯒꯠꯅꯤꯡꯉꯥꯏ ꯑꯣꯏꯕ ꯒꯦꯃꯁꯤꯡ ꯁꯦꯝꯒꯠꯄꯗ ꯃꯇꯦꯡ ꯄꯥꯡꯕ ꯌꯥꯒꯅꯤ꯫ ꯃꯦꯛꯁꯤꯃꯝ ꯗꯦꯞꯊ ꯑꯣꯐ ꯁꯥꯔꯆ ꯍꯥꯏꯕꯁꯤ ꯀꯔꯤꯅꯣ? ꯃꯦꯛꯁꯤꯃꯝ ꯗꯦꯞꯊ ꯑꯣꯐ ꯁꯥꯔꯆ ꯍꯥꯏꯕꯁꯤꯅ, ꯗꯦꯞꯊ-ꯐꯥꯔꯁ꯭ꯠ ꯁꯥꯔꯆ ꯑꯦꯄꯔꯣꯆ ꯑꯃ ꯁꯤꯖꯤꯟꯅꯕꯗ, ꯑꯄꯤꯕ ꯄ꯭ꯔꯣꯕ꯭ꯂꯦꯝ ꯑꯃꯒꯤ ꯁꯣꯂꯨꯁꯟ ꯑꯃ ꯊꯤꯅꯕꯒꯤꯗꯃꯛ ꯁꯥꯔꯆ ꯑꯦꯜꯒꯣꯔꯤꯊꯝ ꯑꯃꯅ ꯑꯦꯛꯁꯄ꯭ꯂꯣꯔ ꯇꯧꯕ ꯌꯥꯕ ꯁꯥꯔꯆ ꯇ꯭ꯔꯤꯗ ꯂꯩꯕ ꯃꯦꯛꯁꯤꯃꯝ ꯂꯦꯚꯦꯜ, ꯅꯠꯇꯔꯒ ꯂꯦꯌꯔꯁꯤꯡꯒꯤ ꯃꯁꯤꯡ ꯑꯗꯨꯕꯨ ꯈꯪꯅꯩ꯫ ꯑꯇꯣꯞꯄ ꯋꯥꯍꯟꯊꯣꯛ ꯑꯃꯗ ꯍꯥꯏꯔꯕꯗ, ꯃꯁꯤꯅꯥ ꯑꯦꯜꯒꯣꯔꯤꯊꯝ ꯑꯁꯤ ꯀꯌꯥ ꯌꯥꯝꯅ ꯂꯨꯅ ꯁꯥꯔꯆ ꯇ꯭ꯔꯤ ꯆꯠꯄ ꯌꯥꯅꯕꯒꯤ ꯍꯥꯏꯕꯒꯤ ꯂꯤꯃꯤꯠ ꯑꯗꯨ ꯁꯦꯠ ꯇꯧꯏ꯫ ꯀꯔꯤꯒꯨꯝꯕ ꯁꯣꯂꯨꯁꯟ ꯑꯃ ꯊꯤꯗꯅꯥꯜ ꯃꯦꯛꯁꯤꯃꯝ ꯗꯦꯞꯊ ꯑꯗꯨ ꯌꯧꯔꯛꯂꯕꯗꯤ, ꯑꯦꯜꯒꯣꯔꯤꯊꯝ ꯑꯗꯨꯅ ꯕꯦꯀꯠꯔꯦꯛ ꯇꯧꯒꯅꯤ ꯑꯃꯁꯨꯡ ꯁꯥꯔꯆ ꯇ꯭ꯔꯤꯗ ꯂꯩꯕ ꯑꯇꯣꯞꯄ ꯂꯝꯕꯤꯁꯤꯡ ꯑꯦꯛꯁꯄ꯭ꯂꯣꯔ ꯇꯧꯒꯅꯤ꯫ ꯃꯦꯛꯁꯤꯃꯝ ꯗꯦꯞꯊ ꯑꯣꯐ ꯁꯥꯔꯆ ꯑꯁꯤ ꯌꯨꯖꯔꯅ ꯄ꯭ꯔꯣꯕ꯭ꯂꯦꯝ ꯑꯗꯨꯒꯤ ꯃꯇꯥꯡꯗ ꯃꯃꯥꯡꯗ ꯈꯪꯂꯕꯗ ꯌꯨꯝꯐꯝ ꯑꯣꯏꯗꯨꯅ ꯅꯠꯇꯔꯒꯥ ꯍꯦꯟꯅꯥꯜ ꯏꯐꯤꯁꯤꯑꯦꯟꯇ ꯑꯣꯏꯕ ꯁꯥꯔꯆ ꯇꯧꯅꯕꯒꯤꯗꯃꯛ ꯈ꯭ꯋꯥꯏꯗꯒꯤ ꯐꯥꯕ ꯗꯦꯞꯊ ꯑꯗꯨ ꯈꯪꯗꯣꯛꯅꯕꯥ ꯇ꯭ꯔꯥꯏꯑꯦꯜ ꯑꯃꯁꯨꯡ ꯑꯦꯔꯥꯔꯒꯤ ꯈꯨꯠꯊꯥꯡꯗ ꯁꯦꯠ ꯇꯧꯕꯥ ꯌꯥꯕ ꯄꯦꯔꯥꯃꯤꯇꯔ ꯑꯃꯅꯤ꯫